ꯌꯨꯝꯒꯤ ꯃꯃꯜ ꯂꯦꯞꯄꯗ ꯅꯍꯥꯛꯅ ꯃꯦꯁꯤꯟ ꯂꯔꯅꯤꯡ ꯃꯣꯗꯦꯜ ꯑꯃ ꯀꯔꯝꯅ ꯁꯤꯖꯤꯟꯅꯒꯅꯤ ꯍꯥꯏꯕꯗꯨ ꯐꯣꯡꯗꯣꯛꯄꯤꯌꯨ꯫ ꯃꯦꯁꯤꯟ ꯂꯔꯅꯤꯡ ꯃꯣꯗꯦꯜ ꯑꯃ ꯁꯤꯖꯤꯟꯅꯗꯨꯅ ꯌꯨꯝꯒꯤ ꯃꯃꯜ ꯂꯥꯎꯊꯣꯛꯄꯒꯤ ꯃꯑꯣꯡ ꯑꯃꯗꯤ ꯂꯤꯅꯤꯌꯔ ꯔꯤꯒ꯭ꯔꯦꯁꯟꯒꯨꯝꯕ ꯁꯨꯄꯔꯚꯥꯏꯖ ꯇꯧꯔꯕ ꯂꯔꯅꯤꯡ ꯑꯦꯜꯒꯣꯔꯤꯊꯝ ꯑꯃ ꯁꯤꯖꯤꯟꯅꯕꯅꯤ꯫ ꯑꯍꯥꯟꯕꯗ ꯑꯩꯈꯣꯏꯅ ꯌꯨꯝꯁꯤꯡꯒꯤ ꯇꯣꯉꯥꯟ ꯇꯣꯉꯥꯟꯕ ꯃꯑꯣꯡ ꯃꯇꯧꯁꯤꯡꯒꯤ ꯗꯦꯇꯥ ꯈꯣꯝꯖꯤꯟꯒꯅꯤ, ꯃꯈꯣꯏꯁꯤꯡ ꯑꯗꯨꯗꯤ ꯃꯈꯣꯏꯒꯤ ꯁꯛꯕꯥꯔ ꯐꯨꯇꯦꯖ, ꯁꯣꯔꯣꯛ ꯑꯃꯁꯨꯡ ꯕꯥꯊꯔꯨꯝꯒꯤ ꯃꯁꯤꯡ, ꯖꯤꯞ ꯀꯣꯗ, ꯌꯨꯝꯒꯤ ꯆꯍꯤ, ꯑꯃꯁꯨꯡ ꯑꯇꯣꯞꯄ ꯃꯔꯤ ꯂꯩꯅꯕ ꯃꯒꯨꯟꯁꯤꯡꯒꯤ ꯃꯇꯥꯡꯗ ꯗꯦꯇꯥ ꯈꯣꯡ ꯈꯣꯝꯖꯤꯟꯒꯅꯤ꯫ ꯃꯁꯤꯒꯤ ꯗꯦꯇꯥ ꯑꯁꯤ ꯄꯨꯋꯥꯔꯤꯒꯤ ꯑꯣꯏꯕ ꯗꯦꯇꯥꯗꯒꯤ ꯅꯠꯇ꯭ꯔꯒ ꯔꯤꯑꯦꯜ ꯏꯁ꯭ꯇꯦꯠ ꯗꯦꯇꯥꯕꯦꯖꯁꯤꯡꯗ ꯋꯥꯍꯪ ꯍꯪꯗꯨꯅ ꯐꯪꯕ ꯌꯥꯏ꯫ ꯗꯦꯇꯥ ꯑꯗꯨ ꯈꯣꯝꯖꯤꯜꯂꯕ ꯃꯇꯨꯡꯗ, ꯃꯁꯤꯕꯨ ꯁꯦꯡꯗꯣꯛꯅꯕ, ꯃꯊꯧ ꯇꯥꯗꯕ ꯐꯤꯆꯔ ꯑꯃꯠꯇ ꯂꯧꯊꯣꯛꯅꯕ ꯑꯃꯁꯨꯡ ꯃꯦꯁꯤꯟ ꯂꯔꯅꯤꯡ ꯑꯦꯜꯒꯣꯔꯤꯊꯝꯒꯤꯗꯃꯛꯇ ꯑꯆꯨꯝꯕ ꯐꯣꯔꯃꯦꯠ ꯂꯩꯍꯟꯅꯕ ꯄ꯭ꯔꯤ-ꯄ꯭ꯔꯣꯁꯦꯁ ꯇꯧꯕ ꯌꯥꯏ꯫ ꯃꯊꯪꯗ, ꯑꯩꯈꯣꯏꯅ ꯗꯦꯇꯥ ꯑꯁꯤ ꯑꯩꯈꯣꯏꯒꯤ ꯂꯤꯅꯤꯌꯔ ꯔꯤꯒ꯭ꯔꯦꯁꯟ ꯃꯣꯗꯦꯜ ꯑꯁꯤ ꯇ꯭ꯔꯦꯟ ꯇꯧꯕꯗ ꯁꯤꯖꯤꯟꯅꯒꯅꯤ, ꯃꯁꯤꯅ ꯐꯤꯆꯔꯁꯤꯡ ꯑꯁꯤꯕꯨ ꯏꯟꯄꯨꯠ ꯑꯣꯏꯅ ꯂꯧꯒꯅꯤ ꯑꯃꯁꯨꯡ ꯌꯨꯝ ꯈꯨꯗꯤꯡꯃꯛꯀꯤ ꯑꯣꯏꯅ ꯂꯥꯎꯊꯣꯛꯈꯤꯕ ꯃꯃꯜ ꯑꯃ ꯑꯥꯎꯠꯄꯨꯠ ꯇꯧꯒꯅꯤ꯫ ꯃꯣꯗꯦꯜ ꯑꯁꯤꯅ ꯇ꯭ꯔꯦꯅꯤꯡ ꯗꯦꯇꯥ ꯑꯁꯤ ꯁꯤꯖꯤꯟꯅꯗꯨꯅ ꯌꯨꯝ ꯑꯃꯒꯤ ꯇꯣꯉꯥꯟ ꯇꯣꯉꯥꯟꯕ ꯃꯁꯛꯁꯤꯡꯅ ꯃꯁꯤꯒꯤ ꯃꯃꯜꯂ ꯀꯔꯝꯅ ꯁꯣꯛꯍꯟꯕꯒꯦ ꯍꯥꯏꯕꯗꯨ ꯈꯪꯒꯅꯤ, ꯑꯃꯁꯨꯡ ꯃꯗꯨꯒꯤ ꯃꯇꯨꯡꯗ ꯃꯁꯤꯒꯤ ꯄ꯭ꯔꯤꯗꯤꯛ ꯇꯧꯔꯕ ꯃꯃꯜꯁꯤꯡ ꯑꯃꯁꯨꯡ ꯇ꯭ꯔꯦꯅꯤꯡ ꯁꯦꯠ ꯑꯗꯨꯗ ꯂꯩꯔꯤꯕ ꯌꯨꯝꯁꯤꯡꯒꯤ ꯇꯁꯦꯡꯕ ꯃꯃꯜꯁꯤꯡꯒꯤ ꯃꯔꯛꯇ ꯂꯩꯕ ꯈꯦꯠꯅꯕ ꯑꯗꯨ ꯍꯟꯊꯍꯟꯅꯕ ꯃꯁꯤꯒꯤ ꯑ ꯑꯔꯨꯝꯕ ꯑꯃꯁꯨꯡ ꯕꯥꯏꯑꯦꯖꯁꯤꯡ ꯑꯗꯨ ꯑꯦꯗꯖꯁ꯭ꯠ ꯇꯧꯒꯅꯤ꯫ ꯃꯣꯗꯦꯜ ꯑꯁꯤ ꯇ꯭ꯔꯦꯟ ꯇꯧꯔꯕ ꯃꯇꯨꯡꯗ, ꯃꯈꯣꯏꯒꯤ ꯐꯤꯆꯔꯁꯤꯡꯗ ꯌꯨꯝꯐꯝ ꯑꯣꯏꯔꯒ, ꯑꯅꯧꯕ ꯌꯨꯝꯁꯤꯡꯒꯤꯗꯃꯛꯇ ꯄ꯭ꯔꯤꯗꯤꯛꯁꯟ ꯇꯧꯕꯗ ꯁꯤꯖꯤꯟꯅꯕ ꯌꯥꯒꯅꯤ꯫ ꯑꯩꯈꯣꯏꯅ ꯗꯤꯁꯤꯖꯟ ꯇ꯭ꯔꯤ, ꯔꯦꯟꯗꯝ ꯐꯣꯔꯦꯁꯠ, ꯅꯠꯇ꯭ꯔꯒ ꯒ꯭ꯔꯦꯗꯤꯌꯦꯟꯇ ꯕꯨꯁꯇꯤꯡꯒꯨꯝꯕ ꯑꯇꯣꯞꯄ ꯃꯦꯁꯤꯟ ꯂꯔꯅꯤꯡ ꯑꯦꯜꯒꯣꯔꯤꯊꯝꯁꯤꯡꯁꯨ ꯁꯤꯖꯤꯟꯅꯕ ꯌꯥꯏ, ꯃꯁꯤꯅ ꯌꯨꯝꯒꯤ ꯃꯑꯣꯡ ꯃꯇꯧ ꯑꯃꯁꯨꯡ ꯃꯈꯣꯏꯒꯤ ꯃꯃꯜꯒꯤ ꯃꯔꯛꯇ ꯂꯩꯔꯤꯕ ꯅꯟ-ꯂꯤꯅꯤꯌꯔ ꯑꯣꯏꯕ ꯃꯔꯤꯁꯤꯡ ꯑꯁꯤ ꯂꯧꯁꯤꯟꯕꯗ ꯍꯦꯟꯅ ꯏꯐꯦꯛꯇꯤꯚ ꯑꯣꯏꯕ ꯌꯥꯏ꯫ ꯃꯁꯤꯒꯤ ꯃꯊꯛꯇ, ꯑꯩꯈꯣꯏꯅ ꯃꯣꯗꯦꯜ ꯑꯁꯤꯒꯤ ꯊꯕꯛ ꯊꯧꯔꯝꯁꯤꯡ ꯐꯒꯠꯍꯟꯅꯕ ꯑꯃꯁꯨꯡ ꯑꯣꯚꯔꯐꯤꯠ ꯇꯧꯕ ꯊꯤꯡꯅꯕ ꯀ꯭ꯔꯣꯁ-ꯚꯦꯂꯤꯗꯦꯁꯟ ꯑꯃꯁꯨꯡ ꯍꯥꯏꯄꯔꯄꯦꯔꯥꯃꯤꯇꯔ ꯇ꯭ꯌꯨꯅꯤꯡꯒꯨꯝꯕ ꯇꯦꯛꯅꯤꯛꯁꯤꯡ ꯁꯤꯖꯤꯟꯅꯕ ꯌꯥꯒꯅꯤ꯫ ꯈꯪꯖꯤꯟꯒꯗꯕ ꯑꯃꯅ, ꯃꯦꯁꯤꯟ ꯂꯔꯅꯤꯡ ꯃꯣꯗꯦꯜ ꯑꯃ ꯁꯤꯖꯤꯟꯅꯗꯨꯅꯥꯌꯨꯝꯒꯤ ꯃꯃꯜꯁꯤꯡ ꯂꯧꯊꯣꯛꯅꯕ ꯑꯩꯈꯣꯏꯅ ꯌꯨꯝꯒꯤ ꯃꯑꯣꯡ ꯃꯇꯧꯁꯤꯡꯒꯤ ꯗꯦꯇꯥ ꯈꯣꯝꯖꯤꯟꯗꯨꯅ ꯗꯦꯇꯥ ꯑꯗꯨ ꯄ꯭ꯔꯤ-ꯄ꯭ꯔꯣꯁꯦꯁ ꯇꯧꯒꯅꯤ, ꯗꯦꯇꯥ ꯑꯁꯤꯒꯤ ꯃꯇꯥꯡꯗ ꯃꯦꯁꯤꯟ ꯂꯔꯅꯤꯡ ꯑꯦꯜꯒꯣꯔꯤꯊꯝ ꯑꯃ ꯇ꯭ꯔꯦꯟ ꯇꯧꯒꯅꯤ, ꯑꯃꯁꯨꯡ ꯃꯗꯨꯒꯤ ꯃꯇꯨꯡꯗ ꯇ꯭ꯔꯦꯟ ꯇꯧꯔꯕ ꯃꯣꯗꯦꯜ ꯑꯗꯨ ꯁꯤꯖꯤꯟꯅꯗꯨꯅ ꯑꯅꯧꯕ ꯌꯨꯝꯁꯤꯡꯒꯤꯗꯃꯛꯇ ꯄ꯭ꯔꯤꯗꯤꯛꯁꯟ ꯇꯧꯒꯅꯤ꯫ ꯂꯥꯏꯔꯕ ꯃꯤꯑꯣꯏ ꯑꯃꯅ ꯆꯥꯕ ꯌꯥꯕ ꯆꯥꯅꯕ ꯆꯤꯟꯖꯥꯛ ꯑꯃ ꯐꯣꯡꯗꯣꯛꯄꯤꯌꯨ꯫ ꯂꯥꯏꯔꯕ ꯃꯤꯑꯣꯏ ꯑꯃꯅ ꯆꯥꯕ ꯌꯥꯕ ꯆꯥꯅꯕ ꯆꯤꯟꯖꯥꯛ ꯑꯁꯤ ꯃꯐꯝ ꯑꯃꯁꯨꯡ ꯂꯩꯔꯤꯕ ꯔꯤꯁꯣꯔꯁꯁꯤꯡꯒꯤ ꯃꯇꯨꯡꯏꯟꯅ ꯌꯥꯝꯅꯥ ꯈꯦꯠꯅꯕ ꯌꯥꯏ꯫ ꯑꯗꯨꯝ ꯑꯣꯏꯅꯃꯛ, ꯑꯁꯤꯒꯨꯝꯕ ꯆꯤꯟꯖꯥꯛꯁꯤꯡꯒꯤ ꯀꯃꯟ ꯑꯣꯏꯕ ꯃꯁꯛ ꯑꯃꯗꯤ ꯃꯈꯣꯏ ꯑꯁꯤ ꯑꯌꯥꯝꯕꯅ ꯃꯃꯜ ꯍꯣꯡꯕ ꯑꯃꯁꯨꯡ ꯌꯥꯝꯅ ꯂꯥꯏꯅ ꯐꯪꯒꯗꯕ ꯄꯣꯠꯁꯛꯁꯤꯡ ꯁꯤꯖꯤꯟꯅꯗꯨꯅ ꯁꯦꯝꯕꯅꯤ꯫ ꯈꯨꯗꯝ ꯑꯣꯏꯅ, ꯆꯥꯅꯕ ꯆꯤꯟꯖꯥꯛ ꯑꯃ ꯍꯥꯏꯕꯁꯤ ꯀꯦꯔꯣꯁꯤꯟ, ꯑꯂꯨ, ꯑꯃꯁꯨꯡ ꯌꯦꯔꯨꯝꯒꯨꯝꯕ ꯂꯦꯝꯍꯧꯔꯤꯕ ꯎꯍꯩꯁꯤꯡꯒ ꯂꯣꯏꯅꯅ ꯁꯦꯝꯕ ꯏꯆꯝ ꯆꯝꯕ ꯁ꯭ꯌꯨꯞ ꯑꯃ ꯌꯥꯎꯕ ꯌꯥꯏ, ꯑꯃꯁꯨꯡ ꯃꯗꯨ ꯕ꯭ꯔꯦꯗ ꯑꯃꯒ ꯂꯣꯏꯅꯅ ꯄꯤꯖꯕ ꯌꯥꯏ꯫ ꯑꯇꯣꯞꯄ ꯑꯣꯞꯁꯟ ꯑꯃꯗꯤ ꯂꯦꯟꯇꯤꯜ, ꯁꯪꯒꯣꯝ ꯅꯠꯇ꯭ꯔꯒ ꯀꯦꯜꯂꯒ ꯊꯝꯕ ꯎꯍꯩꯁꯤꯡꯒ ꯂꯣꯏꯅꯅ ꯆꯦꯡ ꯄꯤꯖꯕ ꯌꯥꯏ, ꯃꯗꯨ ꯍꯧꯖꯤꯛꯁꯨ ꯃꯃꯜ ꯍꯣꯡꯕ ꯑꯣꯏꯔꯕꯁꯨ ꯃꯄꯨꯡ ꯐꯥꯕ ꯑꯃꯁꯨꯡ ꯃꯆꯤ ꯑꯣꯏꯕ ꯆꯤꯟꯖꯥꯛ ꯑꯣꯏꯕ ꯌꯥꯏ꯫ ꯅꯨꯃꯤꯠ ꯈꯨꯗꯤꯡꯒꯤ ꯕ꯭ꯔꯦꯗ ꯑꯃꯁꯨꯡ ꯃꯈꯜ ꯀꯌꯥꯒꯤ ꯃꯑꯣꯡꯗ ꯁꯦꯝꯕ ꯌꯥꯕ ꯄꯤꯅꯠ ꯕꯠꯇꯔ ꯅꯠꯇ꯭ꯔꯒ ꯏꯆꯝ ꯆꯝꯕ ꯉꯥꯒꯨꯝꯕ ꯕꯦꯁꯤꯛ ꯐꯤꯜꯂꯤꯡ ꯑꯃꯒ ꯂꯣꯏꯅꯅ ꯁꯦꯝꯕ ꯁꯦꯟꯗꯜꯍꯨꯗ ꯑꯃꯁꯨ ꯑꯣꯞꯁꯟ ꯑꯃ ꯑꯣꯏꯒꯅꯤ꯫ ꯍꯥꯏꯔꯤꯕ ꯆꯤꯟꯖꯥꯛꯁꯤꯡ ꯑꯁꯤꯅ ꯍꯛꯁꯦꯜ ꯐꯕ ꯗꯥꯏꯠ ꯑꯃꯒꯤꯗꯃꯛ ꯔꯤꯀꯃꯦꯟꯗ ꯇꯧꯔꯤꯕ ꯅ꯭ꯌꯨꯇ꯭ꯔꯤꯁꯟꯒꯤ ꯃꯈꯜ ꯑꯗꯨ ꯄꯤꯗꯕ ꯌꯥꯏ, ꯑꯗꯨꯕꯨ ꯃꯈꯣꯏꯅ ꯍꯤꯡꯅꯕꯒꯤꯗꯃꯛ ꯃꯊꯧ ꯇꯥꯕ ꯀꯦꯂꯣꯔꯤꯁꯤꯡ ꯑꯗꯨ ꯄꯤ꯫ ꯂꯥꯏꯔꯕ ꯃꯤꯑꯣꯏꯁꯤꯡꯅ ꯑꯌꯥꯝꯕꯗꯤ ꯑꯔꯨꯕ ꯈꯟꯕꯁꯤꯡ ꯃꯥꯌꯣꯛꯅꯔꯤ ꯑꯃꯁꯨꯡ ꯃꯈꯣꯏꯒꯤ ꯃꯔꯨꯑꯣꯏꯕ ꯃꯊꯧ ꯇꯥꯕꯁꯤꯡ ꯑꯗꯨ ꯐꯪꯍꯟꯅꯕ ꯑꯥꯏꯛ ꯃꯈꯣꯏꯒꯤ ꯂꯤꯃꯤꯇꯦꯗ ꯔꯤꯁꯣꯔꯁꯁꯤꯡ ꯑꯗꯨ ꯕꯦꯂꯦꯟꯁ ꯇꯧꯒꯗꯕꯅꯤ꯫